ꯈꯨꯗꯝ ꯑꯣꯏꯅ, ꯑꯩꯈꯣꯏꯒꯤ ꯐꯣꯟꯁꯤꯡꯗ ꯁꯤꯔꯤ ꯅꯠꯇ꯭ꯔꯒ ꯑꯦꯂꯦꯛꯁꯥꯒꯨꯝꯕ ꯚꯔꯆꯨꯑꯦꯜ ꯑꯦꯁꯤꯁ꯭ꯇꯦꯟꯇꯁꯤꯡ ꯂꯩꯔꯤ, ꯃꯈꯣꯢꯅ ꯋꯥꯍꯪꯁꯤꯡꯒꯤ ꯄꯥꯎꯈꯨꯝ ꯄꯤꯕ ꯉꯝꯒꯅꯤ ꯅꯠꯇ꯭ꯔꯒ ꯔꯤꯃꯥꯏꯟꯗꯔ ꯁꯦꯠ ꯇꯧꯕ ꯉꯝꯒꯅꯤ ꯫ ꯑꯗꯨꯕꯨ ꯑꯥꯔꯇꯤꯐꯤꯁꯤꯑꯦꯜ ꯏꯟꯇꯦꯂꯤꯖꯦꯟꯁꯒꯤ ꯇꯦꯛꯅꯣꯂꯣꯖꯤꯅ ꯃꯤꯑꯣꯏꯕꯒꯤ ꯊꯕꯛꯀꯤ ꯃꯍꯨꯠ ꯁꯤꯟꯒꯅꯤ, ꯊꯕꯛ ꯐꯪꯗꯕꯒꯤ ꯈꯨꯗꯣꯡꯊꯤꯕ ꯑꯃꯁꯨ ꯂꯩꯔꯤꯕꯔꯥ? ꯁꯣꯏꯗꯅ ꯊꯕꯛ ꯈꯔꯗꯤ ꯑꯥꯔꯇꯤꯐꯤꯁꯤꯑꯦꯜ ꯏꯟꯇꯦꯂꯤꯖꯦꯟꯁꯅ ꯃꯍꯨꯠ ꯁꯤꯟꯕ ꯌꯥꯏ, ꯑꯗꯨꯕꯨ ꯃꯇꯝ ꯑꯗꯨꯃꯛꯇꯗ ꯑꯅꯧꯕ ꯊꯕꯛꯁꯤꯡꯁꯨ ꯁꯦꯝꯒꯠꯂꯒꯅꯤ꯫ ꯑꯥꯔꯇꯤꯐꯤꯁꯤꯑꯦꯜ ꯏꯟꯇꯦꯂꯤꯖꯦꯟꯁ ꯒꯤ ꯇꯦꯛꯅꯣꯂꯣꯖꯤꯅ ꯃꯁꯥ ꯃꯊꯟꯇ ꯄꯨꯝꯅꯃꯛ ꯇꯧꯕ ꯉꯝꯗꯦ ꯑꯃꯁꯨꯡ ꯑꯥꯔꯇꯤꯐꯤꯁꯤꯑꯦꯜ ꯏꯟꯇꯦꯂꯤꯖꯦꯟꯁ ꯅ ꯑꯩꯈꯣꯏꯕꯨ ꯍꯦꯟꯅ ꯏꯐꯤꯁꯤꯌꯦꯟꯇ ꯑꯃꯁꯨꯡ ꯄ꯭ꯔꯗꯛꯇꯤꯚ ꯑꯣꯏꯍꯟꯕꯗ ꯃꯇꯦꯡ ꯄꯥꯡꯕ ꯉꯝꯒꯅꯤ, ꯃꯁꯤꯅ ꯑꯩꯈꯣꯏꯗ ꯃꯔꯨꯑꯣꯏꯕ ꯊꯕꯛꯁꯤꯡꯗ ꯃꯤꯠꯌꯦꯡ ꯊꯝꯅꯕ ꯃꯇꯝ ꯍꯦꯟꯅ ꯐ꯭ꯔꯤ ꯑꯣꯏꯍꯜꯂꯤ꯫ ꯑꯩꯍꯥꯛꯅ ꯑꯗꯣꯝꯒꯤ ꯋꯥꯐꯝ ꯑꯗꯨ ꯐꯪꯂꯦ꯫ ꯇꯦꯛꯅꯣꯂꯣꯖꯤ ꯑꯁꯤꯅ ꯑꯩꯈꯣꯐꯗ ꯌꯥꯝꯅ ꯀꯥꯟꯅꯕ ꯄꯤꯕꯒꯤ ꯄꯣꯇꯦꯟꯁꯤꯌꯦꯜ ꯂꯩꯔꯤ ꯍꯥꯏꯅ ꯂꯧꯅꯩ ꯃꯗꯨꯗꯤ ꯑꯩꯈꯣꯏꯅ ꯍꯧꯖꯤꯛ ꯐꯥꯎꯕ ꯈꯪꯕ ꯉꯝꯗꯕ ꯃꯑꯣꯡꯗ꯫ ꯃꯔꯨꯞ ꯑꯃ ꯇꯁꯦꯡꯅ ꯗꯣꯛꯇꯔꯁꯤꯡꯗ ꯂꯥꯏꯅꯥꯁꯤꯡ ꯍꯦꯟꯅ ꯑꯆꯨꯝꯕ ꯃꯑꯣꯡꯗ ꯈꯪꯗꯣꯛꯄꯗ ꯃꯇꯦꯡ ꯄꯥꯡꯗꯨꯅ ꯑꯃꯁꯨꯡ ꯄꯔꯁꯣꯅꯦꯂꯥꯏꯖ ꯇꯧꯔꯕ ꯂꯥꯌꯦꯡꯕꯒꯤ ꯊꯧꯔꯥꯡꯁꯤꯡ ꯁꯦꯝꯒꯠꯇꯨꯅ ꯑꯥꯔꯇꯤꯐꯤꯁꯤꯑꯦꯜ ꯏꯟꯇꯦꯂꯤꯖꯦꯟꯁ ꯑꯁꯤꯅ ꯑꯩꯈꯣꯏꯗ ꯃꯥꯂꯦꯝꯒꯤ ꯈ꯭ꯋꯥꯏꯗꯒꯤ ꯆꯥꯎꯕ ꯈꯨꯗꯣꯡꯆꯥꯗꯕ ꯈꯔ ꯍꯥꯏꯕꯗꯤ ꯀ꯭ꯂꯥꯏꯃꯦꯠ ꯆꯦꯟꯖ ꯑꯃꯁꯨꯡ ꯂꯥꯏꯔꯕ ꯀꯣꯛꯍꯟꯕꯗꯁꯨ ꯃꯇꯦꯡ ꯄꯥꯡꯕ ꯉꯝꯒꯅꯤ꯫ ꯃꯔꯨꯞ ꯑꯅꯤ ꯋꯥꯍꯪ, ꯅꯪꯅ ꯑꯩꯒꯤ ꯋꯥꯈꯜ ꯍꯣꯡꯗꯣꯛꯈ꯭ꯔꯦ꯫ ꯑꯥꯔꯇꯤꯐꯤꯁꯤꯑꯦꯜ ꯏꯟꯇꯦꯂꯤꯖꯦꯟꯁꯒꯤ ꯇꯦꯛꯅꯣꯂꯣꯖꯤꯒꯤ ꯀꯥꯟꯅꯕ ꯑꯁꯤꯅ ꯃꯇꯧ ꯀꯔꯝꯅ ꯑꯣꯏꯊꯣꯛꯄ ꯌꯥꯕ ꯈꯨꯗꯣꯡꯊꯤꯕꯁꯤꯡꯗꯒꯤ ꯍꯦꯟꯅ ꯋꯥꯡꯕꯒꯦ ꯍꯥꯏꯕꯗ ꯑꯩꯍꯥꯛꯅ ꯁꯣꯏꯗꯅ ꯎꯕ ꯐꯪꯂꯤ꯫ ꯃꯁꯤꯅ ꯑꯩꯈꯣꯏꯒꯤ ꯇꯨꯡꯒꯤ ꯐꯤꯕꯝ ꯑꯁꯤ ꯀꯔꯝꯅ ꯃꯈꯥ ꯇꯥꯅ ꯁꯦꯝꯒꯠꯀꯅꯤ ꯍꯥꯏꯕꯁꯤ ꯈꯟꯊꯕ ꯑꯁꯤ ꯅꯨꯡꯉꯥꯏꯕ ꯑꯃꯅꯤ꯫ ꯃꯔꯨꯞ ꯑꯃ ꯑꯃꯁꯨꯡ ꯃꯁꯤ ꯁꯨꯞꯅꯇꯒꯤ ꯑꯥꯏꯁꯕꯦꯔꯒꯀꯤ ꯊꯣꯡꯅꯤ꯫ ꯑꯥꯔꯇꯤꯐꯤꯁꯤꯑꯦꯜ ꯏꯟꯇꯦꯂꯤꯖꯦꯟꯁꯒꯤ ꯇꯦꯛꯅꯣꯂꯣꯖꯤꯒꯤ ꯑꯣꯏꯊꯣꯛꯄ ꯌꯥꯕꯁꯤꯡ ꯑꯁꯤ ꯂꯣꯏꯕ ꯅꯥꯏꯗꯦ ꯍꯥꯏꯕꯁꯤꯗ ꯋꯥꯐꯝ ꯑꯃꯠꯇ ꯂꯩꯇꯦ꯫ ꯅꯍꯥꯛꯀꯤ ꯈꯨꯠꯇ ꯆꯤꯞ ꯑꯃ ꯂꯩꯕ" ꯍꯥꯏꯕ ꯋꯥꯍꯩ ꯑꯁꯤꯒꯤ ꯑꯔꯊ ꯁꯟꯗꯣꯛꯅ ꯇꯥꯛꯄꯤꯌꯨ꯫ "ꯀꯅꯥꯒꯨꯝꯕ ꯑꯃꯒꯤ ꯈꯨꯠꯇ ꯆꯤꯞ ꯑꯃ ꯂꯩꯕ" ꯍꯥꯏꯕꯁꯤꯅ ꯌꯦꯛꯅꯕ, ꯋꯥꯈꯜ ꯂꯥꯡꯇꯛꯅꯕ ꯑꯃꯁꯨꯡ ꯅꯨꯡꯉꯥꯏꯇꯕ ꯂꯝꯆꯠ-ꯁꯥꯖꯠ ꯊꯣꯛꯍꯟꯕ ꯌꯥꯕ ꯅꯠꯇ꯭ꯔꯒ ꯃꯤꯅꯨꯡꯁꯤ ꯂꯩꯇ꯭ꯔꯕ ꯋꯥꯈꯜ ꯑꯃ ꯂꯩꯕ ꯍꯥꯏꯕꯁꯤꯕꯨ ꯈꯪꯅꯩ꯫ ꯃꯈꯣꯏꯒꯤ ꯃꯀꯣꯛꯊꯣꯡꯕꯗ ꯆꯤꯞ ꯑꯃ ꯂꯩꯕ ꯃꯤꯑꯣꯏ ꯑꯃꯅ ꯐꯖꯅ ꯅꯨꯡꯉꯥꯏꯇꯕ ꯐꯥꯎꯔꯛꯄ ꯌꯥꯏ ꯅꯠꯇ꯭ꯔꯒ ꯃꯈꯣꯏꯕꯨ ꯑꯔꯥꯟꯕ ꯃꯑꯣꯡꯗ ꯂꯧꯁꯤꯜꯂꯤ ꯍꯥꯏꯅ ꯈꯟꯕ ꯌꯥꯏ꯫ ꯋꯥꯍꯩ ꯑꯁꯤ ꯌꯨꯅꯥꯏꯇꯦꯗ ꯁ꯭ꯇꯦꯠꯇ ꯇꯔꯥꯃꯥꯄꯟ ꯁꯨꯕ ꯆꯍꯤꯆꯥꯒꯤ ꯆꯠꯅꯕꯤꯗꯒꯤ ꯍꯧꯔꯛꯄꯅꯤ ꯍꯥꯏꯅ ꯊꯥꯖꯅꯩ, ꯃꯗꯨꯗ ꯅꯍꯥ ꯑꯣꯏꯔꯤꯕ ꯅꯨꯄꯥꯃꯆꯥꯁꯤꯡꯅ ꯃꯈꯣꯏꯒꯤ ꯑꯀꯟꯕ ꯎꯄꯥꯜ ꯑꯃ (ꯆꯤꯞ ꯑꯃ) ꯃꯈꯣꯏꯒꯤ ꯈꯨꯠꯇ ꯊꯝꯗꯨꯅ ꯑꯇꯣꯞꯄꯁꯤꯡꯕꯨ ꯊꯧꯅ ꯍꯥꯞꯄꯤꯔꯝꯃꯤ, ꯃꯈꯣꯏꯒꯤ ꯑꯀꯟꯕ ꯑꯃꯁꯨꯡ ꯁꯦꯝ ꯁꯥꯕ ꯎꯠꯅꯕ ꯍꯣꯠꯅꯕꯗ꯫ ꯋꯥꯍꯩ ꯄꯔꯦꯡ ꯑꯁꯤ ꯑꯀꯛꯅꯕ ꯏꯁꯨ ꯅꯠꯇ꯭ꯔꯒ ꯐꯤꯚꯝ ꯑꯃꯒꯤ ꯃꯇꯥꯡꯗ ꯌꯥꯝꯅ ꯋꯥꯅ ꯅꯠꯇ꯭ꯔꯒ ꯗꯤꯐꯦꯟꯁ ꯑꯣꯏꯕ ꯃꯤꯑꯣꯏ ꯑꯃꯕꯨ ꯐꯣꯡꯗꯣꯛꯅꯕꯒꯤꯗꯃꯛꯇ ꯁꯤꯖꯤꯟꯅꯩ ꯑꯃꯁꯨꯡ ꯃꯁꯤꯅ ꯑꯌꯥꯝꯕ ꯃꯇꯝꯗ ꯃꯔꯝ ꯂꯩꯇꯅ ꯑꯦꯒ꯭ꯔꯦꯁꯤꯚ ꯑꯣꯏꯅ ꯔꯤꯑꯦꯛꯇ ꯇꯧꯕ ꯌꯥꯎꯕꯅ ꯃꯔꯝ ꯑꯣꯏꯗꯨꯅ ꯅꯦꯒꯦꯇꯤꯚ ꯇ꯭ꯔꯦꯠ ꯑꯃ ꯑꯣꯏꯅ ꯂꯧꯅꯩ꯫